ꯐꯣꯇꯣꯁꯤꯟꯊꯦꯁꯤꯁꯀꯤ ꯊꯧꯑꯣꯡꯗꯥ ꯌꯥꯎꯔꯤꯕꯥ ꯈꯣꯡꯊꯥꯡ ꯑꯍꯨꯝ ꯄꯟꯕꯤꯌꯨ꯫ ꯃꯉꯥꯜꯒꯤ ꯏꯅꯔꯖꯤ ꯂꯧꯁꯤꯟꯕꯥ: ꯐꯣꯇꯣꯁꯤꯟꯊꯦꯁꯤꯁ ꯑꯁꯤ ꯃꯔꯨꯑꯣꯏꯅ ꯀ꯭ꯂꯣꯔꯣꯞꯂꯥꯁ꯭ꯇꯁꯤꯡꯗ ꯂꯩꯕ ꯄ꯭ꯂꯥꯟꯇ ꯁꯦꯜꯗꯥ ꯂꯩꯕꯥ ꯄꯤꯒꯃꯦꯟꯠꯁꯤꯡꯅꯥ ꯃꯉꯥꯜꯒꯤ ꯑꯦꯅꯔꯖꯤ ꯂꯧꯁꯤꯅꯕꯗꯒꯤ ꯍꯧꯏ꯫ ꯃꯔꯨꯑꯣꯏꯅꯥ ꯀ꯭ꯂꯣꯔꯣꯐꯤꯜ ꯑꯣꯏꯔꯤꯕ ꯄꯤꯒꯃꯦꯟꯠꯁꯤꯡ ꯑꯁꯤꯅ ꯅꯨꯃꯤꯠꯇꯒꯤ ꯃꯉꯥꯜ ꯂꯧꯊꯣꯛꯏ ꯑꯃꯁꯨꯡ ꯄꯨꯛꯅꯤꯡ ꯊꯧꯒꯠꯂꯤ, ꯃꯁꯤꯅ ꯃꯉꯥꯜꯒꯤ ꯏꯅꯔꯖꯤ ꯑꯁꯤ ꯑꯦꯗꯦꯅꯣꯁꯥꯏꯟ ꯇ꯭ꯔꯥꯏꯐꯣꯁꯐꯦꯠ ꯑꯃꯁꯨꯡ ꯅꯤꯀꯣꯇꯤꯅꯥꯃꯥꯏꯗ ꯑꯦꯗꯦꯅꯤꯟ ꯗꯥꯏꯅꯨꯀꯂꯤꯑꯣꯇꯥꯏꯗ ꯐꯣꯁꯐꯦꯠ ꯒꯤ ꯃꯑꯣꯡꯗ ꯀꯦꯃꯤꯀꯦꯜ ꯏꯅꯔꯖꯤꯗꯥ ꯑꯣꯟꯊꯣꯛꯏ꯫ ꯃꯉꯥꯜꯗꯥ ꯌꯨꯝꯐꯝ ꯑꯣꯏꯕ ꯔꯤꯑꯦꯛꯁꯟꯁꯤꯡ: ꯃꯉꯥꯜꯒꯤ ꯏꯅꯔꯖꯤꯗꯒꯤ ꯄꯨꯊꯣꯛꯄꯥ ꯑꯦꯗꯦꯅꯣꯁꯥꯏꯟ ꯇ꯭ꯔꯥꯏꯐꯣꯁꯐꯦꯠ ꯑꯃꯁꯨꯡ ꯅꯤꯀꯣꯇꯤꯅꯥꯃꯥꯏꯗ ꯑꯦꯗꯦꯅꯤꯟ ꯗꯥꯏꯅꯨꯀꯂꯤꯑꯣꯇꯥꯏꯗ ꯐꯣꯁꯐꯦꯠ ꯅꯥ ꯏꯁꯤꯡꯒꯤ ꯃꯣꯂꯤꯀꯌꯨꯜꯁꯤꯡꯕꯨ ꯑꯣꯛꯁꯤꯖꯦꯟ, ꯍꯥꯏꯗ꯭ꯔꯣꯖꯦꯟ ꯑꯥꯏꯑꯣꯟ ꯑꯃꯁꯨꯡ ꯏꯂꯦꯛꯇꯔꯣꯁꯤꯡꯗꯥ ꯈꯥꯏꯗꯣꯛꯇꯨꯅꯥ ꯏꯅꯔꯖꯤ ꯌꯥꯝꯅ ꯌꯥꯎꯕꯥ ꯃꯣꯂꯤꯀꯌꯨꯜꯁꯤꯡ ꯁꯦꯝꯒꯠꯅꯕꯥ ꯁꯤꯖꯤꯟꯅꯩ꯫ ꯍꯥꯏꯔꯤꯕꯥ ꯔꯤꯑꯦꯛꯁꯟꯁꯤꯡ ꯑꯁꯤ ꯃꯉꯥꯜꯒꯤ ꯃꯊꯧ ꯇꯥꯗꯦ ꯑꯃꯁꯨꯡ ꯃꯗꯨ ꯂꯩꯇꯕꯗꯥ ꯊꯣꯛꯄꯥ ꯌꯥꯏ꯫ ꯗꯤꯞ ꯂꯔꯅꯤꯡ ꯍꯥꯏꯕꯁꯤ ꯀꯔꯤꯅꯣ? ꯗꯤꯞ ꯂꯔꯅꯤꯡ ꯑꯁꯤ ꯃꯦꯁꯤꯟ ꯂꯔꯅꯤꯡꯒꯤ ꯁꯕꯁꯦꯠ ꯑꯃꯅꯤ, ꯃꯁꯤ ꯑꯥꯔꯇꯤꯐꯤꯁꯤꯑꯦꯜ ꯏꯟꯇꯤꯂꯤꯖꯦꯟꯁ (ꯑꯦ. ꯑꯥꯏ.)ꯗꯥ ꯇꯦꯛꯅꯤꯛ ꯑꯃꯅꯤ, ꯃꯁꯤꯗ ꯑꯥꯔꯇꯤꯐꯤꯁꯤꯑꯦꯜ ꯅ꯭ꯌꯨꯔꯜ ꯅꯦꯇꯋꯥꯔꯛꯁꯤꯡ ꯑꯁꯤ ꯑꯆꯧꯕ ꯗꯇꯥ ꯑꯃꯗ ꯇ꯭ꯔꯦꯅꯤꯡ ꯄꯤꯕ ꯑꯃꯁꯨꯡ ꯃꯈꯣꯏꯕꯨ ꯋꯥꯔꯦꯞ ꯂꯧꯕ, ꯄ꯭ꯔꯤꯗꯤꯛꯁꯟ ꯅꯠꯇ꯭ꯔꯒꯥ ꯀ꯭ꯂꯥꯁꯤꯐꯤꯀꯦꯁꯟ ꯇꯧꯕꯗꯥ ꯁꯤꯖꯤꯟꯅꯕꯥ ꯌꯥꯎꯏ꯫ ꯃꯁꯤꯕꯨ "ꯗꯤꯞ ꯂꯔꯅꯤꯡ" ꯍꯥꯏꯅꯥ ꯀꯧꯏ ꯃꯔꯝꯗꯤ ꯅ꯭ꯌꯨꯔꯜ ꯅꯦꯇꯋꯥꯔꯛꯁꯤꯡꯗꯥ ꯑꯦꯕꯁ꯭ꯠꯔꯦꯛꯁꯒꯤ ꯃꯁꯤꯡ ꯌꯥꯝꯂꯕꯥ ꯊꯥꯛꯁꯤꯡꯗꯥ ꯏꯟꯐꯣꯔꯃꯦꯁꯟ ꯇꯝꯕꯥ ꯑꯃꯁꯨꯡ ꯄ꯭ꯔꯣꯁꯦꯁ ꯇꯧꯕ ꯉꯝꯍꯜꯂꯤꯕ ꯇꯣꯉꯥꯟ-ꯇꯣꯉꯥꯟꯕ ꯂꯦꯌꯔꯁꯤꯡ ꯂꯩ, ꯃꯈꯣꯏꯅꯥ ꯅꯦꯇꯋꯥꯔꯛ ꯑꯗꯨꯗ ꯍꯦꯟꯅ ꯂꯨꯝꯅꯥ ꯆꯠꯄꯥ ꯃꯇꯝꯗ ꯍꯦꯟꯅꯥ ꯀꯝꯄꯂꯦꯛꯁ ꯑꯣꯏꯕ ꯊꯥꯛꯁꯤꯡꯒ ꯂꯣꯏꯅꯅꯥ ꯗꯇꯥ ꯑꯗꯨ ꯔꯤꯄꯔꯖꯦꯟꯇ ꯇꯧꯏ꯫ ꯗꯤꯞ ꯂꯔꯅꯤꯡꯅꯥ ꯀꯝꯄꯌꯨꯇꯔ ꯚꯤꯖꯟ, ꯅꯦꯆꯔꯦꯜ ꯂꯦꯡꯒꯨꯌꯦꯖ ꯄ꯭ꯔꯣꯁꯦꯁꯤꯡ ꯑꯃꯁꯨꯡ ꯁ꯭ꯄꯤꯁ ꯔꯤꯀꯣꯒꯅꯤꯁꯟ ꯑꯁꯤꯅꯆꯤꯡꯕꯥ ꯍꯤꯔꯝꯁꯤꯡꯗꯥ ꯀꯝꯄꯂꯦꯛꯁ ꯄ꯭ꯔꯣꯕ꯭ꯂꯦꯝꯁꯤꯡ ꯀꯣꯍꯟꯕꯗ ꯌꯥꯝꯅꯥ ꯏꯐꯦꯛꯇꯤꯚ ꯑꯣꯏ ꯍꯥꯏꯕꯥ ꯎꯠꯂꯦ꯫ ꯐꯨꯟ ꯑꯃꯁꯨꯡ ꯆꯥꯝꯃꯒꯤ ꯃꯔꯛꯇ ꯂꯩꯕ ꯔꯦꯟꯗꯝ ꯅꯝꯕꯔ ꯑꯃ ꯁꯦꯝꯕ ꯑꯦꯛꯄ꯭ꯔꯦꯁ ꯄ꯭ꯔꯣꯒ꯭ꯔꯥꯝ ꯑꯃ ꯁꯦꯝꯃꯨ꯫ ꯑꯃꯁꯨꯡ ꯍꯟꯗ꯭ꯔꯦꯠꯒꯤ ꯃꯔꯛꯇ ꯔꯦꯟꯗꯝ ꯅꯝꯕꯔ ꯑꯃ ꯁꯦꯝꯕ ꯑꯦꯛꯄ꯭ꯔꯦꯁ ꯄ꯭ꯔꯣꯒ꯭ꯔꯥꯝ ꯑꯃ ꯁꯦꯝꯅꯕꯒꯤꯗꯃꯛ, ꯏꯁꯇꯦꯞꯁꯤꯡ ꯑꯁꯤ ꯏꯪꯗꯕꯅꯤ: ꯑꯦꯛꯄ꯭ꯔꯦꯁ ꯍꯥꯡꯗꯣꯛꯎ ꯑꯃꯁꯨꯡ ꯑꯅꯧꯕ ꯄ꯭ꯔꯣꯖꯦꯛ ꯑꯃ ꯁꯦꯝꯃꯨ꯫ "ꯚꯦꯔꯤꯑꯦꯕꯜꯁꯤꯡ" ꯀꯦꯇꯦꯒꯣꯔꯤꯗꯒꯤ, "ꯚꯦꯔꯤꯑꯦꯕꯜ ꯑꯃ ꯁꯦꯝꯃꯨ" ꯍꯥꯏꯕ ꯕꯇꯟ ꯑꯗꯨ ꯀ꯭ꯂꯤꯛ ꯇꯧꯔꯣ꯫ ꯅꯍꯥꯛꯀꯤ ꯚꯦꯔꯤꯑꯦꯕꯜ ꯑꯗꯨ ꯍꯥꯏꯅ ꯃꯃꯤꯡ ꯊꯣꯟꯕꯤꯌꯨ꯫ ꯚꯦꯔꯤꯑꯦꯕꯜꯁꯤꯡ ꯀꯦꯇꯦꯒꯣꯔꯤꯗꯒꯤ ꯕ꯭ꯂꯣꯛ ꯑꯗꯨ ꯏꯁꯀ꯭ꯔꯤꯞꯁꯤꯡꯒꯤ ꯃꯐꯝꯗ ꯂꯧꯊꯣꯛꯎ꯫ ꯑꯣꯄ꯭ꯔꯦꯇꯔꯁꯤꯡꯒꯤ ꯀꯦꯇꯦꯒꯣꯔꯤꯗꯒꯤ, ꯕ꯭ꯂꯣꯛ ꯑꯗꯨ ꯕ꯭ꯂꯣꯛ ꯑꯗꯨꯒꯤ ꯑꯔꯣꯏꯕꯗ ꯂꯧꯊꯣꯛꯎ, ꯃꯗꯨꯅ ꯃꯗꯨꯒ ꯂꯣꯏꯅꯥꯅ ꯑꯦꯇꯦꯆ ꯇꯧꯒꯅꯤ꯫ ꯀꯔꯁꯔ ꯑꯃ ꯄꯨꯔꯛꯅꯥꯕ ꯕ꯭ꯂꯣꯛꯇ ꯂꯩꯕ ꯑꯍꯥꯟꯕ ꯋꯥꯏꯠ ꯁ꯭ꯄꯦꯁ ꯑꯗꯨꯗ ꯀ꯭ꯂꯤꯛ ꯇꯧꯔꯣ, ꯃꯗꯨꯒꯤ ꯃꯇꯨꯡꯗ ꯖꯦꯔꯣ ꯇꯥꯏꯞ ꯇꯧꯔꯣ, ꯀꯔꯁꯔ ꯑꯗꯨ ꯄꯨꯔꯛꯅꯕ ꯕ꯭ꯂꯣꯛꯇ ꯂꯩꯕ ꯑꯅꯤꯁꯨꯕ ꯋꯥꯏꯠ ꯏꯁꯄꯦꯁ ꯑꯗꯨꯗ ꯀ꯭ꯂꯤꯛ ꯇꯧꯔꯣ, ꯃꯗꯨꯒꯤ ꯃꯇꯨꯡꯗ ꯍꯟꯗ꯭ꯔꯦꯠ ꯇꯥꯏꯞ ꯇꯧꯔꯣ꯫